ꯅꯤꯡꯊꯤꯖꯔꯕ ꯁꯃꯨꯗ꯭ꯔ ꯈꯣꯡꯕꯥꯜꯒꯤ ꯍꯥꯏꯀꯨ ꯁꯩꯔꯦꯡ ꯑꯃ ꯏꯕꯤꯌꯨ꯫ ꯇꯝꯄꯥꯛꯁꯤꯡꯅ ꯇꯨꯔꯦꯜ ꯃꯄꯥꯟꯗ ꯆꯨꯝꯃꯤ ꯇꯔꯨ ꯇꯅꯥꯟꯕ ꯅꯨꯡꯁꯤꯠ, ꯑꯩꯒꯤ ꯈꯣꯡꯒꯤ ꯃꯔꯛꯇ ꯆꯦꯟꯊꯔꯛꯄ ꯁꯥꯟꯇꯤ ꯂꯩꯕ ꯁꯃꯨꯗ꯭ꯔ ꯈꯣꯡꯕꯥꯜꯗ ꯂꯥꯞꯊꯣꯛꯄ꯫ ꯃꯦꯊꯃꯦꯇꯤꯀꯦꯜ ꯏꯀ꯭ꯌꯨꯏꯌꯔ ꯑꯃ ꯁꯦꯝꯃꯨ꯫ ꯃꯥꯏ ꯄꯥꯛꯂꯕ ꯇꯤꯝꯋꯥꯔꯛꯀꯤ ꯃꯇꯥꯡꯗ ꯇ꯭ꯕꯤꯠ ꯑꯃ ꯀꯝꯄꯣꯖ ꯇꯧꯕꯤꯌꯨ꯫ ꯇꯤꯝꯋꯥꯔꯛꯅ ꯃꯪꯂꯥꯟ ꯑꯗꯨ ꯊꯕꯛ ꯑꯣꯏꯅ ꯄꯥꯡꯊꯣꯛꯏ꫰ ꯂꯥꯏꯔꯤꯛꯁꯤꯡꯗ ꯑꯇꯣꯞꯄ ꯃꯥꯏ ꯄꯥꯛꯄ ꯄꯨꯟꯅ ꯊꯕꯛ ꯇꯧꯃꯤꯟꯅꯕꯅꯤ꯫ "ꯇꯨꯔꯦꯜ" ꯑꯃꯁꯨꯡ "ꯃꯤꯠ ꯎꯏꯁꯤꯟꯕ" ꯍꯥꯏꯕ ꯋꯥꯍꯩꯁꯤꯡ ꯁꯤꯖꯤꯟꯅꯗꯨꯅ ꯑꯅꯧꯕ ꯁꯩꯔꯦꯡ ꯑꯃ ꯏꯕꯤꯌꯨ꯫ ꯄꯨꯟꯁꯤꯒꯤ ꯍꯨꯔꯥꯟꯕ ꯇꯨꯔꯦꯜꯗ, ꯂꯥꯟ ꯁꯣꯛꯅꯔꯤꯕ ꯋꯥꯐꯝ ꯑꯃꯈꯛ ꯂꯩ, ꯃꯥꯏꯊꯣꯡꯗ ꯀꯨꯞꯁꯤꯜꯂꯕ, ꯅꯨꯡꯁꯤꯕ ꯑꯃꯁꯨꯡ ꯊꯧꯖꯥꯜꯒꯤ ꯈꯨꯗꯝ꯫ ꯃꯤꯠꯀꯨꯞ ꯑꯃꯅ ꯂꯦꯞꯄ ꯂꯩꯇꯅ ꯏꯁꯤꯡ ꯇꯨꯡꯁꯤꯟꯕ, ꯑꯁꯥ ꯑꯃꯁꯨꯡ ꯃꯪꯂꯥꯟ ꯑꯃꯒ ꯂꯣꯏꯅꯅ ꯆꯦꯜꯂꯤꯕ, ꯑꯀꯣꯏꯕꯗ ꯂꯩꯔꯤꯕ ꯐꯖꯕ ꯑꯗꯨ ꯐꯣꯡꯗꯣꯛꯂꯤꯕ, ꯈꯣꯟꯖꯦꯜ ꯈꯨꯗꯤꯡꯃꯛꯇ ꯅꯨꯡꯉꯥꯏꯕ ꯑꯃ꯫ ꯇꯨꯔꯦꯜꯒꯨꯝꯅ, ꯃꯤꯠꯌꯦꯡ ꯑꯃ ꯄꯥꯛꯄ ꯌꯥꯏ, ꯏꯊꯤꯜ ꯄꯤꯕ ꯉꯝꯕ ꯑꯃꯁꯨꯡ ꯆꯥꯎꯊꯣꯛꯆꯕꯒꯤ ꯋꯥꯈꯜꯂꯣꯟ ꯑꯃ, ꯅꯠꯇ꯭ꯔꯒ ꯇꯞꯅ ꯇꯞꯅ, ꯇꯔꯨ ꯇꯅꯥꯟꯕ ꯑꯃꯁꯨꯡ ꯑꯄꯤꯛꯄ, ꯄꯨꯝꯅꯃꯛꯄꯨ ꯃꯉꯥꯜ ꯄꯤꯕ ꯉꯝꯕ꯫ ꯇꯨꯔꯦꯜ ꯑꯃꯁꯨꯡ ꯃꯤꯠꯌꯦꯡ, ꯈꯨꯠꯁꯥ ꯍꯩꯕ, ꯂꯝꯒꯤ ꯈꯣꯡꯆꯠ ꯑꯃ, ꯃꯍꯧꯁꯥꯒꯤ ꯁꯛꯇꯤ ꯑꯃ, ꯊꯝꯃꯣꯏꯒꯤ ꯁꯛꯇꯤ ꯑꯃ, ꯂꯣꯏꯕ ꯅꯥꯏꯗꯅ ꯆꯦꯜꯂꯤꯕ, ꯀꯩꯗꯧꯉꯩꯗꯁꯨ ꯂꯥꯞꯊꯣꯛꯂꯣꯏꯗꯕ꯫ ꯆꯥꯟꯕꯤꯗꯨꯅ 'ꯁ꯭ꯇꯥꯔꯗꯁ꯭ꯠ', 'ꯁ꯭ꯀꯥꯏ', ꯑꯃꯁꯨꯡ 'ꯅꯥꯏꯠ' ꯍꯥꯏꯕ ꯋꯥꯍꯩꯁꯤꯡ ꯁꯤꯖꯤꯟꯅꯗꯨꯅ ꯊꯣꯏꯗꯣꯛ ꯍꯦꯟꯗꯣꯛꯄ ꯁꯩꯔꯦꯡ ꯑꯃ ꯏꯕꯤꯌꯨ꯫ ꯅꯨꯃꯤꯗꯥꯡꯗ, ꯃꯉꯥꯜ ꯌꯥꯝꯅ ꯆꯦꯜꯂꯤꯕ ꯑꯇꯤꯌ, ꯃꯤꯁꯇꯤꯛ ꯐꯖꯕ ꯑꯃ, ꯑꯁꯨꯛ ꯋꯥꯡꯅ꯫ ꯁ꯭ꯄꯥꯔꯀꯜ ꯈꯨꯗꯤꯡꯃꯛ ꯁ꯭ꯇꯥꯔꯗꯁ꯭ꯠꯀꯤ ꯃꯁꯛ ꯑꯃ, ꯁꯦꯂꯦꯁꯇꯤꯑꯦꯜ ꯗꯥꯟꯁ ꯑꯃ, ꯑꯁꯦꯡꯕ ꯑꯃꯁꯨꯡ ꯑꯆꯨꯝꯕ꯫ ꯊꯥ ꯅꯤꯡꯊꯤꯖꯅ, ꯁꯥꯛꯁꯤ ꯒ꯭ꯔꯦꯟꯗ ꯑꯃ, ꯅꯨꯃꯤꯠꯀꯤ ꯈꯨꯠꯀꯤ ꯃꯦꯖꯤꯛꯇ꯫ ꯃꯁꯤꯒꯤ ꯃꯇꯨꯡꯗ ꯁ꯭ꯇꯥꯔꯗꯁ꯭ꯠ ꯁꯟꯗꯣꯛꯄꯒ ꯂꯣꯏꯅꯅ, ꯃꯁꯤꯅ ꯁꯦꯝꯕ ꯁꯨꯞꯅꯒꯤ ꯇꯦꯄꯦꯁꯇ꯭ꯔꯤ ꯑꯃ꯫ ꯅꯨꯃꯤꯠꯀꯤ ꯅꯤꯡꯊꯤꯖꯅ, ꯑꯇꯤꯌꯥ, ꯅꯨꯡꯉꯥꯏꯕꯒꯤ ꯀꯦꯟꯚꯥꯁ ꯑꯃ꯫ ꯁ꯭ꯇꯥꯔꯗꯁ꯭ꯠꯀꯤ ꯁ꯭ꯄꯦꯛ ꯈꯨꯗꯤꯡꯃꯛ, ꯋꯥꯔꯤ ꯁꯥꯅꯕ ꯑꯃ, ꯑꯁꯥꯁꯤꯡꯒꯤ, ꯃꯪꯂꯥꯟꯁꯤꯡ ꯑꯃꯁꯨꯡ ꯂꯩꯅꯤꯡꯕꯒꯤ ꯑꯄꯥꯝꯕꯁꯤꯡꯒꯤ꯫ ꯑꯦꯃꯥꯖꯣꯟ ꯋꯦꯕ ꯁꯔꯚꯤꯁꯁꯤꯡꯒꯤ ꯀꯥꯟꯅꯕꯁꯤꯡ ꯂꯤꯁ ꯇꯧꯕꯤꯌꯨ꯫ ꯑꯦꯃꯥꯖꯣꯟ ꯋꯦꯕ ꯁꯔꯚꯤꯁꯦꯁ ꯑꯁꯤ ꯀ꯭ꯂꯥꯎꯗ ꯀꯝꯄ꯭ꯌꯨꯇꯤꯡ ꯄ꯭ꯂꯦꯠꯐꯣꯔꯝ ꯑꯃꯅꯤ ꯃꯁꯤꯅ ꯀꯥꯟꯅꯕ ꯀꯌꯥ ꯑꯃ ꯄꯤꯔꯤ, ꯃꯗꯨꯒꯤ ꯃꯅꯨꯡꯗ ꯃꯈꯥꯗ ꯄꯤꯔꯤꯕꯁꯤꯡꯁꯤ ꯌꯥꯎꯏ꯫ ꯁ꯭ꯀꯦꯂꯦꯕꯤꯂꯤꯇꯤ ꯒꯤ ꯃꯇꯦꯡꯅ, ꯅꯍꯥꯛꯀꯤ ꯕ꯭ꯌꯨꯖꯤꯅꯦꯁꯀꯤ ꯗꯤꯃꯥꯟꯁꯤꯡ ꯑꯗꯨ ꯐꯪꯍꯟꯅꯕ ꯅꯍꯥꯛꯀꯤ ꯔꯤꯁꯣꯔꯁꯁꯤꯡ ꯑꯗꯨ ꯌꯥꯝꯅ ꯂꯥꯏꯅ ꯋꯥꯡꯈꯠꯄ ꯅꯠꯇ꯭ꯔꯒ ꯍꯟꯊꯍꯟꯕ ꯌꯥꯏ꯫ ꯃꯃꯜ ꯍꯣꯡꯕ: ꯑꯦꯃꯥꯖꯣꯟ ꯋꯦꯕ ꯁꯔꯚꯤꯁꯦꯁ ꯅ ꯄꯦ-ꯑꯦꯖ-ꯌꯨ-ꯒꯣ ꯃꯣꯗꯦꯜ ꯑꯃꯗꯥ ꯊꯕꯛ ꯇꯧꯏ, ꯃꯁꯤꯅꯥ ꯇꯥꯀꯄꯗꯤ ꯅꯍꯥꯛꯅꯥ ꯁꯤꯖꯤꯟꯅꯔꯤꯕꯥ ꯔꯤꯁꯣꯔꯁꯁꯤꯡ ꯑꯗꯨ ꯈꯛꯇꯗꯥ ꯁꯦꯜ ꯄꯤꯔꯤ꯫ ꯃꯁꯤꯅꯥ ꯇ꯭ꯔꯦꯗꯤꯁ꯭ꯅꯦꯜ ꯑꯣꯟ-ꯄ꯭ꯔꯥꯏꯁ ꯁꯣꯂꯨꯁꯅꯁꯤꯡꯒꯥ ꯆꯥꯡꯗꯝꯅꯕꯗꯥ ꯑꯗꯣꯃꯗꯥ ꯌꯥꯝꯅꯥ ꯆꯥꯎꯕꯥ ꯁꯦꯅꯐꯝ ꯑꯃꯥ ꯀꯅꯕꯥ ꯉꯃꯒꯅꯤ꯫ ꯁꯦꯀ꯭ꯌꯨꯔꯤꯇꯤ: ꯑꯗꯣꯝꯒꯤ ꯗꯦꯇꯥ ꯑꯃꯁꯨꯡ ꯑꯦꯄ꯭ꯂꯤꯀꯦꯁꯟꯁꯤꯡ ꯉꯥꯛꯊꯣꯛꯅꯕ ꯁꯦꯝꯈꯤꯕ ꯑꯆꯦꯠꯄ ꯁꯦꯀ꯭ꯌꯨꯔꯤꯇꯤ ꯏꯟꯐ꯭ꯔꯥꯁ꯭ꯇꯔꯛꯆꯔ ꯑꯃ ꯂꯩ꯫ ꯗꯦꯇꯥ ꯄꯨꯝꯅꯃꯛ ꯂꯦꯞꯇꯅ ꯌꯦꯡꯁꯤꯜꯂꯤꯕ ꯁꯦꯀ꯭ꯌꯨꯑꯣꯔ ꯑꯣꯏꯕ ꯗꯦꯇꯥ ꯁꯦꯟꯇꯔꯁꯤꯡꯗ ꯊꯝꯃꯤ, ꯑꯃꯁꯨꯡ ꯏꯟꯗꯁꯇ꯭ꯔꯤ-ꯁ꯭ꯄꯦꯁꯤꯐꯤꯛ ꯁꯦꯀ꯭ꯌꯨꯔꯤꯇꯤ ꯁ꯭ꯇꯦꯟꯗꯔꯗꯁꯤꯡꯒꯤ ꯄꯥꯛ-ꯆꯥꯎꯔꯕ ꯔꯦꯟꯖ ꯑꯃꯒ ꯃꯥꯟꯅꯩ꯫